ꯃꯦꯠꯃꯦꯇꯤꯀꯦꯜ ꯏꯀ꯭ꯌꯨꯏꯞꯃꯦꯟꯇ ꯁꯤꯖꯤꯟꯅꯗꯨꯅꯥ ꯏꯟꯄꯨꯠ ꯑꯃꯁꯨꯡ ꯑꯥꯎꯠꯄꯨꯠꯀꯤ ꯃꯔꯛꯇꯥ ꯂꯩꯔꯤꯕꯥ ꯃꯔꯤ ꯑꯗꯨ ꯁꯟꯗꯣꯛꯅꯥ ꯇꯥꯛꯄꯤꯌꯨ꯫ ꯏꯀ꯭ꯌꯨꯏꯂꯔ ꯍꯥꯏꯔꯤꯕ ꯍꯥꯏꯕꯁꯤ ꯑꯦꯛꯁꯄ꯭ꯔꯦꯁꯟ ꯑꯅꯤꯒꯤ ꯃꯥꯟꯅꯕꯥ ꯑꯗꯨ ꯐꯣꯡꯗꯣꯛꯂꯤꯕꯥ ꯃꯦꯠꯃꯦꯇꯤꯀꯦꯜ ꯁ꯭ꯇꯦꯠꯃꯦꯟꯇ ꯑꯃꯅꯤ꯫ ꯑꯇꯣꯞꯄꯥ ꯋꯥꯍꯟꯊꯣꯛ ꯑꯃꯗꯥ ꯍꯥꯏꯔꯕꯗꯥ, ꯏꯀ꯭ꯌꯨꯏꯂꯔ ꯑꯃꯅꯥ ꯏꯟꯄꯨꯠ ꯑꯃꯒꯥ ꯑꯥꯎꯠꯄꯨꯠ ꯑꯃꯒꯥ ꯃꯔꯤ ꯑꯃꯥ ꯁꯦꯝꯒꯠꯂꯤ, ꯃꯐꯝ ꯑꯗꯨꯗꯥ ꯑꯩꯈꯣꯏꯅꯥ ꯏꯟꯄꯨꯠ ꯑꯗꯨꯒꯤꯗꯃꯛ ꯚꯦꯜꯂꯨꯁꯤꯡ ꯑꯗꯨ ꯄ꯭ꯂꯛ ꯏꯟ ꯇꯧꯏ ꯑꯃꯁꯨꯡ ꯃꯁꯤꯒꯤ ꯐꯜ ꯑꯗꯨ ꯑꯥꯎꯠꯄꯨꯠ ꯑꯣꯏꯒꯅꯤ꯫ ꯈꯨꯗꯝ ꯑꯣꯏꯅꯥ, ꯁꯦꯠ ꯑꯁꯤ ꯏꯟꯄꯨꯠ ꯑꯣꯏꯅꯥ ꯁꯤꯖꯤꯟꯅꯗꯨꯅꯥ ꯑꯩꯈꯣꯏꯅꯥ ꯁꯦꯠ ꯑꯃꯁꯨꯡ ꯁꯦꯠ ꯑꯦꯂꯤꯃꯦꯟꯇꯁꯤꯡꯒꯤ ꯃꯔꯛꯇꯥ ꯃꯔꯤ ꯑꯃꯥ ꯁꯦꯝꯕꯥ ꯌꯥꯏ, ꯁꯦꯠ ꯃꯁꯤꯡꯁꯤꯡ ꯂꯧꯗꯨꯅꯥ ꯑꯃꯁꯨꯡ ꯑꯦꯂꯤꯃꯦꯟ ꯈꯨꯗꯤꯡꯃꯛ ꯃꯁꯤꯡ ꯌꯥꯝꯍꯟꯕꯅꯥ ꯑꯩꯈꯣꯏꯅꯥ ꯁꯦꯠ ꯐꯪꯒꯅꯤ꯫ ꯑꯩꯈꯣꯏꯅꯥ ꯍꯥꯏꯕ ꯌꯥꯏ ꯏꯀ꯭ꯌꯨꯏꯂꯔ ꯑꯃꯥꯅ ꯁꯦꯠ ꯑꯃꯁꯨꯡ ꯁꯦꯠ ꯃꯔꯛꯇꯥ ꯂꯩꯕꯥ ꯃꯔꯤ ꯑꯃꯥ ꯇꯥꯛꯏ, ꯑꯇꯣꯞꯄꯥ ꯋꯥꯍꯩ ꯑꯃꯗꯥ ꯍꯥꯏꯔꯕꯗꯥ, ꯁꯦꯠ ꯑꯦꯂꯤꯃꯦꯟꯁꯤꯡ ꯑꯁꯤ ꯑꯩꯈꯣꯏꯅꯥ ꯁꯦꯠ ꯚꯦꯜꯂꯨꯁꯤꯡ ꯑꯗꯨ ꯑꯄꯤꯕꯥ ꯏꯀ꯭ꯌꯨꯏꯂꯔꯗꯥ ꯄꯟꯂꯒ ꯇꯧꯕꯥ ꯃꯇꯝꯗꯥ ꯐꯪꯂꯛꯄꯥ ꯑꯥꯎꯠꯄꯨꯠꯅꯤ꯫ ꯑꯦꯅꯤꯃꯦꯜ ꯋꯦꯜꯐꯦꯌꯔꯗꯥ ꯃꯤꯠꯌꯦꯡ ꯊꯝꯕꯥ ꯅꯟ-ꯄ꯭ꯔꯣꯐꯤꯠ ꯑꯣꯔꯒꯥꯅꯥꯏꯖꯦꯁꯟ ꯑꯃꯒꯤꯗꯃꯛ ꯃꯤꯁꯟ ꯁ꯭ꯇꯦꯠꯃꯦꯟꯇ ꯑꯃꯥ ꯁꯦꯝꯒꯗꯅꯤ꯫ ꯑꯩꯈꯣꯏꯒꯤ ꯃꯤꯁꯟ ꯑꯁꯤ ꯗꯥꯎꯠ ꯂꯩꯕꯥ ꯑꯃꯁꯨꯡ ꯃꯤꯅꯨꯡꯁꯤ ꯂꯩꯕꯥ ꯀꯦꯌꯔ ꯄ꯭ꯔꯃꯣꯠ ꯇꯧꯗꯨꯅꯥ ꯁꯥ-ꯁꯟ ꯄꯨꯝꯅꯃꯛꯀꯤ ꯌꯥꯏꯐ-ꯊꯧꯔꯥꯡ ꯍꯦꯟꯒꯠꯍꯟꯒꯅꯤ꯫ ꯑꯩꯈꯣꯏꯅꯥ ꯃꯤꯍꯥꯠ-ꯃꯤꯄꯨꯟ, ꯃꯤꯑꯣꯠ-ꯃꯤꯅꯩ, ꯑꯃꯁꯨꯡ ꯃꯤꯄꯥꯏꯕꯥ ꯄꯣꯛꯍꯟꯗꯅꯕꯥ ꯑꯃꯁꯨꯡ ꯃꯈꯣꯏꯒꯤ ꯍꯛꯁꯤꯡ ꯑꯃꯁꯨꯡ ꯉꯥꯛꯁꯦꯜꯒꯤ ꯃꯇꯥꯡꯗꯥ ꯋꯥꯐꯝ ꯊꯝꯅꯕꯥ ꯀꯠꯊꯣꯛꯂꯤ꯫ ꯑꯦꯖꯨꯀꯦꯁꯟ, ꯑꯦꯠꯚꯣꯀꯦꯁꯤ ꯑꯃꯁꯨꯡ ꯗꯥꯏꯔꯦꯛ ꯑꯦꯛꯁꯟꯒꯤ ꯈꯨꯠꯊꯥꯡꯗꯥ ꯑꯩꯈꯣꯏꯅꯥ ꯁꯥ-ꯁꯟꯁꯤꯡꯕꯨ ꯏꯀꯥꯏ ꯈꯨꯝꯅꯕꯥ ꯑꯃꯁꯨꯡ ꯃꯤꯅꯨꯡꯁꯤꯒꯥ ꯂꯣꯏꯅꯅꯥ ꯌꯦꯡꯁꯤꯟꯕꯥ ꯑꯃꯁꯨꯡ ꯃꯈꯣꯏꯒꯤ ꯑꯈꯟꯅꯕꯥ ꯃꯊꯧ ꯇꯥꯕꯁꯤꯡ ꯑꯃꯁꯨꯡ ꯏꯀꯥꯏꯈꯨꯝꯅꯕꯥ ꯎꯠꯄꯥ ꯃꯥꯂꯦꯝ ꯑꯃꯥ ꯁꯦꯝꯒꯠꯅꯕꯥ ꯍꯣꯠꯅꯔꯤ꯫ ꯑꯩꯈꯣꯏꯒꯤ ꯄꯥꯟꯗꯝꯗꯤ ꯁꯥ-ꯁꯟ ꯄꯨꯝꯅꯃꯛꯀꯤ ꯄꯨꯟꯁꯤ ꯑꯃꯁꯨꯡ ꯌꯥꯏꯐꯅꯕꯥ ꯃꯃꯜ ꯂꯩꯕꯥ ꯍꯦꯟꯅꯥ ꯃꯄꯥꯡꯒꯜ ꯀꯟꯕꯥ, ꯍꯦꯟꯅꯥ ꯃꯤꯅꯨꯡꯁꯤ ꯂꯩꯕꯥ ꯈꯨꯟꯅꯥꯏ ꯑꯃꯥ ꯁꯦꯝꯒꯠꯄꯅꯤ꯫ ꯀꯣꯜꯗ ꯋꯥꯔꯒꯤ ꯃꯇꯝꯗꯥ ꯔꯥꯁꯇ꯭ꯔꯄꯇꯤ ꯗ꯭ꯋꯥꯏꯠ ꯑꯥꯏꯁꯦꯟꯍꯣꯛꯀꯤ ꯑꯦꯠꯃꯤꯅꯤꯁꯇ꯭ꯔꯦꯁꯟꯅꯥ ꯌꯨꯅꯥꯏꯇꯦꯠ ꯁ꯭ꯇꯦꯠꯁ ꯑꯃꯁꯨꯡ ꯁꯣꯚꯤꯌꯦꯠ ꯌꯨꯅꯤꯌꯟꯒꯤ ꯃꯔꯛꯇꯥ ꯂꯩꯔꯤꯕꯥ ꯈꯦꯟꯅꯕꯥ ꯑꯗꯨ ꯂꯣꯏꯁꯤꯟꯕꯗꯥ ꯀꯔꯝꯅꯥ ꯃꯇꯦꯡ ꯄꯥꯡꯈꯤꯕꯒꯦ ꯍꯥꯏꯕꯗꯨ ꯁꯟꯗꯣꯛꯅꯥ ꯇꯥꯛꯄꯤꯌꯨ꯫ ꯃꯍꯥꯛꯀꯤ ꯔꯥꯁꯇ꯭ꯔꯄꯇꯤ ꯑꯣꯏꯔꯤꯉꯩ ꯃꯇꯝꯗꯥ ꯀꯣꯜ ꯋꯥꯔꯒꯤ ꯃꯇꯝꯗꯥ ꯑꯃꯦꯔꯤꯀꯥ ꯑꯃꯁꯨꯡ ꯁꯣꯚꯤꯌꯦꯠ ꯌꯨꯅꯤꯌꯟꯒꯤ ꯃꯔꯛꯇꯥ ꯇꯦꯟꯁꯟ ꯍꯟꯊꯍꯟꯕꯗꯥ ꯃꯍꯥꯛꯅꯥ ꯃꯁꯤ ꯇꯧꯕꯒꯤ ꯃꯔꯨꯑꯣꯏꯕꯥ ꯃꯑꯣꯡ ꯑꯃꯗꯤ ꯃꯍꯥꯛꯀꯤ ꯁꯥꯟꯇꯤ ꯑꯣꯏꯅꯥ ꯄꯨꯟꯅꯥ ꯍꯤꯡꯃꯤꯟꯅꯕꯒꯤ ꯍꯥꯏꯕ ꯄꯣꯂꯤꯁꯤꯒꯤ ꯈꯨꯠꯊꯥꯡꯗꯥ ꯑꯣꯏꯈꯤ꯫ ꯃꯁꯤꯒꯤ ꯑꯦꯄ꯭ꯔꯣꯆ ꯑꯁꯤꯅꯥ ꯂꯥꯟꯐꯝꯒꯤ ꯈꯨꯗꯣꯡꯊꯤꯕꯥ ꯍꯟꯊꯍꯟꯅꯕꯥ ꯑꯃꯁꯨꯡ ꯁꯨꯄꯔꯄꯥꯋꯔ ꯑꯅꯤꯒꯤ ꯃꯔꯛꯇꯥ ꯇꯦꯡꯕꯥꯡ ꯄꯤꯅꯕꯥ ꯍꯦꯟꯒꯠꯍꯟꯅꯕꯥ ꯄꯥꯟꯗꯝ ꯊꯝꯈꯤ꯫ ꯃꯍꯥꯛꯅ ꯑꯦꯠꯃꯤꯅꯤꯁꯇ꯭ꯔꯦꯁꯟꯅꯥ ꯑꯃꯦꯔꯤꯀꯥ ꯑꯃꯁꯨꯡ ꯁꯣꯚꯤꯌꯦꯠ ꯌꯨꯅꯤꯌꯟꯒꯤ ꯃꯔꯛꯇꯥ ꯂꯩꯔꯤꯕꯥ ꯈꯦꯟꯅꯕꯥ ꯑꯗꯨ ꯃꯦꯟꯈꯠꯅꯕꯥ ꯊꯧꯔꯥꯡ ꯀꯌꯥ ꯄꯥꯏꯈꯠꯈꯤ꯫ꯏꯪ ꯁꯣꯛ ꯇꯔꯥꯃꯥꯄꯟ ꯌꯥꯡꯈꯩꯃꯉꯥꯗ ꯃꯍꯥꯛꯅꯥ ꯑꯣꯄꯟ ꯁ꯭ꯀꯥꯏꯁ ꯄ꯭ꯔꯄꯣꯖꯦꯜ ꯍꯧꯗꯣꯛꯈꯤ, ꯃꯗꯨꯗꯥ ꯇ꯭ꯔꯥꯟꯁꯄꯔꯦꯟꯁꯤ ꯍꯦꯟꯒꯠꯍꯟꯅꯕꯥ ꯑꯃꯁꯨꯡ ꯊꯥꯖꯕꯥ ꯍꯦꯟꯒꯠꯍꯟꯅꯕꯥ ꯂꯩꯕꯥꯛ ꯑꯅꯤꯃꯛꯀꯤ ꯃꯊꯛꯇꯥ ꯃ꯭ꯌꯨꯆꯨꯑꯦꯜ ꯑꯦꯌꯔ ꯔꯤꯀꯣꯅꯥꯏꯖꯦꯁꯟ ꯐ꯭ꯂꯥꯏꯠꯁꯤꯡ ꯄꯥꯏꯈꯠꯅꯕꯥ ꯍꯥꯏꯈꯤ꯫ ꯁꯣꯚꯤꯌꯦꯠꯅꯥ ꯄ꯭ꯔꯄꯣꯖꯦꯜ ꯑꯁꯤ ꯌꯥꯔꯕꯁꯨ, ꯃꯁꯤꯅꯥ ꯇꯨꯡꯗꯥ ꯑꯥꯔꯝ ꯀꯟꯇ꯭ꯔꯣꯜ ꯑꯦꯒ꯭ꯔꯤꯃꯦꯟꯇꯁꯤꯡꯒꯤ ꯌꯨꯝꯐꯝ ꯊꯣꯟꯈꯤ꯫ ꯏꯪ ꯁꯣꯛ ꯇꯔꯥꯃꯄꯟ ꯌꯥꯡꯈꯩꯃꯄꯟꯗꯥ ꯃꯍꯥꯛꯅ ꯁꯣꯚꯤꯌꯦꯠ ꯄ꯭ꯔꯤꯃꯤꯌꯔ ꯅꯤꯀꯤꯇꯥ ꯀ꯭ꯔꯨꯁꯦꯚꯕꯨ ꯑꯃꯦꯔꯤꯀꯥꯗꯥ ꯆꯠꯅꯕꯥ ꯀꯧꯈꯤ꯫ ꯃꯁꯤ ꯁꯣꯚꯤꯌꯦꯠ ꯂꯨꯆꯤꯡꯕꯥ ꯑꯃꯅꯥ ꯑꯃꯦꯔꯤꯀꯥꯗ ꯆꯠꯈꯤꯕꯥ ꯑꯍꯥꯟꯕꯥ ꯈꯣꯡꯆꯠꯅꯤ ꯑꯃꯁꯨꯡ ꯃꯁꯤꯅꯥ ꯂꯨꯆꯤꯡꯕꯥ ꯑꯅꯤꯅꯥ ꯍꯛꯊꯦꯡꯅꯅꯥ ꯋꯥꯔꯤ ꯁꯥꯅꯕꯥ ꯌꯥꯍꯟꯈꯤ, ꯃꯁꯤꯅꯥ ꯋꯥꯈꯜ ꯂꯥꯡꯇꯛꯅꯕꯥ ꯍꯟꯊꯍꯟꯈꯤ ꯑꯃꯁꯨꯡ ꯄꯥꯎ ꯐꯥꯎꯅꯕꯒꯤ ꯆꯦꯅꯦꯜꯁꯤꯡ ꯍꯥꯡꯗꯣꯛꯈꯤ꯫ ꯃꯍꯥꯛꯀꯤ ꯑꯦꯗꯃꯤꯅꯤꯁꯇ꯭ꯔꯦꯁꯟꯅꯥ ꯁꯣꯚꯤꯌꯦꯠ ꯌꯨꯅꯤꯌꯟꯒꯥ ꯀꯜꯆꯔꯦꯜ ꯑꯃꯁꯨꯡ ꯁꯥꯏꯟꯇꯤꯐꯤꯛ ꯑꯣꯏꯕꯥ ꯑꯦꯛꯁꯆꯦꯟꯖꯁꯤꯡꯁꯨ ꯄꯥꯡꯊꯣꯛꯈꯤ꯫ ꯈꯨꯗꯝ ꯑꯣꯏꯅꯥ, ꯂꯩꯕꯥꯛ ꯑꯅꯤꯅꯥ ꯃꯍꯩꯔꯣꯏꯁꯤꯡ, ꯑꯥꯔꯇꯤꯁ ꯁꯤꯡ ꯑꯃꯁꯨꯡ ꯁꯥꯏꯟꯇꯤꯁꯁꯤꯡ ꯄꯤꯊꯣꯛ-ꯄꯤꯁꯤꯟ ꯇꯧꯅꯗꯨꯅꯥ ꯍꯦꯟꯅꯥ ꯂꯧꯁꯤꯡ ꯑꯃꯁꯨꯡ ꯃꯇꯦꯡ ꯄꯤꯅꯕꯥ ꯌꯥꯍꯟꯈꯤ꯫ ꯑꯄꯨꯟꯕꯥ ꯑꯣꯏꯅꯥ ꯔꯥꯁꯇ꯭ꯔꯄꯇꯤ ꯏꯁꯦꯟꯍꯣꯛꯀꯤ ꯊꯕꯛꯁꯤꯡ ꯑꯁꯤꯅꯥ ꯑꯃꯦꯔꯤꯀꯥ ꯑꯃꯁꯨꯡ ꯁꯣꯚꯤꯌꯦꯠ ꯌꯨꯅꯤꯌꯟꯒꯤ ꯃꯔꯛꯇꯥ ꯁꯥꯟꯇꯤ ꯑꯣꯏꯅꯥ ꯄꯨꯟꯅꯥ ꯍꯤꯡꯃꯤꯟꯅꯕꯒꯤ ꯌꯨꯝꯐꯝ ꯑꯃꯥ ꯁꯦꯝꯒꯠꯄꯗꯥ ꯃꯇꯦꯡ ꯄꯥꯡꯈꯤ꯫ ꯍꯣꯠꯅꯔꯤꯕꯁꯤꯡ ꯑꯁꯤꯅꯥ ꯂꯥꯟꯒꯤ ꯈꯨꯗꯣꯡꯊꯤꯕꯥ ꯍꯟꯊꯍꯟꯕꯗꯥ ꯃꯇꯦꯡ ꯄꯥꯡꯈꯤ ꯑꯃꯁꯨꯡ ꯀꯣꯜꯗ ꯋꯥꯔꯒꯤ ꯃꯇꯝꯗꯥ ꯁꯨꯄꯔꯄꯥꯋꯔ ꯑꯅꯤꯒꯤ ꯃꯔꯛꯇꯥ ꯂꯩꯔꯤꯕꯥ ꯈꯦꯟꯅꯕꯥ ꯑꯗꯨ ꯃꯦꯟꯁꯤꯟꯕꯗꯥ ꯃꯇꯦꯡ ꯄꯥꯡꯈꯤ꯫